ꯇꯣꯉꯥꯟ-ꯇꯣꯉꯥꯟꯕ ꯃꯈꯜꯒꯤ ꯃꯦꯗꯤꯇꯦꯁꯟꯒꯤ ꯃꯑꯣꯡ-ꯃꯇꯧꯁꯤꯡ ꯁꯟꯗꯣꯛꯅ‌ ꯇꯥꯛꯄꯤꯌꯨ꯫ ꯃꯦꯗꯤꯇꯦꯁꯟ ꯑꯁꯤ ꯆꯍꯤ ꯂꯤꯁꯤꯡ ꯀꯌꯥꯗꯒꯤ ꯆꯠꯅꯔꯛꯂꯕ‌ ꯆꯠꯅꯕꯤ ꯑꯃꯅꯤ ꯑꯃꯁꯨꯡ ꯃꯁꯤ ꯇꯣꯉꯥꯟ ꯇꯣꯉꯥꯟꯕ ꯃꯑꯣꯡꯗ ꯔꯤꯂꯦꯛꯁꯦꯁꯟ ꯍꯦꯟꯒꯠꯍꯟꯅꯕ, ꯃꯁꯥꯅ ꯃꯁꯥꯕꯨ ꯈꯪꯖꯕ ꯍꯦꯟꯒꯠꯍꯟꯅꯕ ꯑꯃꯁꯨꯡ ꯑꯄꯨꯟꯕ ꯌꯥꯏꯐ-ꯊꯧꯔꯥꯡ ꯐꯒꯠꯍꯟꯅꯕ ꯁꯤꯖꯤꯟꯅꯩ꯫ ꯃꯦꯗꯤꯇꯦꯁꯟꯒꯤ ꯇꯣꯉꯥꯟ ꯇꯣꯉꯥꯟꯕ ꯃꯑꯣꯡ ꯀꯌꯥ ꯂꯩ, ꯑꯃꯁꯨꯡ ꯃꯈꯜ ꯈꯨꯗꯤꯡꯃꯛꯅ ꯃꯁꯥꯒꯤ ꯑꯣꯏꯕ ꯑꯈꯟꯅꯕ ꯀꯥꯟꯅꯕ ꯀꯌꯥ ꯑꯃ ꯄꯤꯔꯤ꯫ ꯈ꯭ꯋꯥꯏꯗꯒꯤ ꯃꯃꯤꯡ ꯆꯠꯄ ꯃꯦꯗꯤꯇꯦꯁꯟ ꯃꯈꯜ ꯈꯔꯗꯤ ꯃꯈꯥꯗ ꯄꯤꯔꯤ ꯃꯥꯏꯟꯗꯐ꯭ꯔꯦꯟꯗ ꯃꯦꯗꯤꯇꯦꯁꯟ - ꯃꯁꯤ ꯈ꯭ꯋꯥꯏꯗꯒꯤ ꯄꯥꯛ-ꯆꯥꯎꯅ ꯈꯪꯅꯔꯕ ꯑꯃꯁꯨꯡ ꯆꯠꯅꯔꯤꯕ ꯃꯦꯗꯤꯇꯦꯁꯟ ꯃꯈꯜ ꯑꯣꯏꯔꯕꯁꯨ ꯌꯥꯏ, ꯃꯁꯤꯗ ꯃꯤꯑꯣꯏ ꯑꯃꯅ ꯃꯈꯣꯏꯒꯤ ꯍꯧꯖꯤꯛ ꯂꯩꯔꯤꯕ ꯃꯇꯝ ꯑꯗꯨꯗ ꯃꯤꯠꯌꯦꯡ ꯊꯝꯃꯤ, ꯃꯈꯣꯏꯒꯤ ꯋꯥꯈꯜ, ꯏꯃꯥ ꯏꯃꯣꯁꯟ ꯑꯃꯁꯨꯡ ꯍꯨꯀꯨꯛꯆꯥꯡꯒꯤ ꯁꯦꯟ꯭ꯁꯟꯁꯤꯡ ꯌꯥꯎꯅ, ꯑꯃꯁꯨꯡ ꯑꯀꯣꯏꯕꯗ ꯂꯩꯕ ꯑꯀꯣꯏꯔꯣꯟ꯫ ꯄꯥꯟꯗꯝ ꯑꯁꯤ ꯋꯥꯌꯦꯜ ꯌꯥꯊꯪ ꯌꯥꯎꯗꯅ ꯑꯣꯄꯟ ꯑꯦꯋꯦꯌꯔꯅꯦꯁ ꯑꯃꯁꯨꯡ ꯑꯦꯛꯁꯦꯞꯇꯦꯟꯁꯀꯤ ꯐꯤꯚꯝ ꯑꯃ ꯐꯪꯕꯅꯤ꯫ ꯇ꯭ꯔꯥꯟꯁꯦꯟꯗꯦꯟꯇꯜ ꯃꯦꯗꯤꯇꯦꯁꯟ - ꯑꯁꯤ ꯃꯟꯇꯔ ꯑꯃ – ꯋꯥꯍꯩ ꯑꯃ, ꯋꯥꯍꯩ ꯄꯔꯦꯡ ꯑꯃ ꯅꯠꯇꯔꯒ ꯈꯣꯟꯖꯦꯜ ꯑꯃ -ꯋꯥꯍꯩ ꯑꯃ, ꯋꯥꯍꯩ ꯄꯥꯔꯦꯡ ꯑꯃ ꯅꯠꯇꯔꯒ ꯈꯣꯟꯖꯦꯜ ꯑꯃ ꯁꯤꯖꯤꯟꯅꯕ ꯌꯥꯏ, ꯃꯗꯨ ꯋꯥꯈꯜꯗ ꯃꯤꯠꯌꯦꯡ ꯊꯝꯕꯗ ꯃꯇꯦꯡ ꯄꯥꯡꯅꯕ ꯑꯃꯁꯨꯡ ꯃꯤꯠꯌꯦꯡ ꯊꯃꯗꯕ ꯋꯥꯈꯜꯂꯣꯟꯁꯤꯡ ꯑꯗꯨ ꯈ꯭ꯋꯥꯏꯗꯒꯤ ꯅꯦꯝꯕ‌ ꯑꯣꯏꯍꯟꯅꯕ ꯆꯨꯝꯅ ꯍꯟꯖꯤꯟ ꯍꯟꯖꯤꯟ ꯇꯧꯕ ꯌꯥꯏ꯫ ꯃꯁꯤ ꯑꯀꯛꯅꯕ ꯃꯇꯝꯒꯤ ꯑꯣꯏꯅ, ꯃꯍꯧꯁꯥꯅ ꯅꯣꯡꯃꯗ ꯃꯤꯅꯠ ꯇꯔꯥꯃꯪꯉꯥ ꯗꯒꯤ ꯀꯨꯟ ꯐꯥꯎ ꯑꯅꯤꯔꯛ ꯄ꯭ꯔꯦꯛꯇꯤꯁ ꯇꯧꯏ꯫ ꯖꯦꯟ ꯃꯦꯗꯤꯇꯦꯁꯟ - ꯖꯥꯖꯦꯟ ꯍꯥꯏꯅ ꯈꯪꯅꯕ ꯃꯁꯤ ꯃꯍꯧꯁꯥꯅ ꯈꯣꯡ ꯀ꯭ꯔꯣꯁ ꯇꯧꯕ ꯄꯣꯖꯤꯁꯟꯗ ꯂꯦꯞꯄ, ꯄꯣꯁꯆꯔ ꯑꯃꯁꯨꯡ ꯁꯣꯔ ꯍꯣꯟꯕꯗ ꯑꯀꯟꯕ ꯋꯥꯐꯝ ꯊꯝꯕ ꯃꯦꯗꯤꯇꯦꯁꯟꯒꯤ ꯃꯑꯣꯡ ꯑꯃꯅꯤ꯫ ꯄ꯭ꯔꯦꯛꯇꯤꯁꯅꯔꯁꯤꯡꯅ ꯃꯈꯣꯏꯒꯤ ꯋꯥꯈꯜ ꯑꯃꯁꯨꯡ ꯁꯨꯝꯍꯠꯄ ꯑꯃꯁꯨꯡ ꯃꯈꯣꯏꯒ ꯂꯣꯏꯅꯅ ꯆꯠꯃꯤꯟꯅꯗꯅ ꯋꯥꯈꯜꯂꯣꯟꯁꯤꯡ ꯑꯗꯨ ꯆꯠꯄ ꯌꯥꯍꯟꯕꯗ ꯃꯤꯠꯌꯦꯡ ꯊꯝꯂꯤ꯫ ꯅꯨꯡꯁꯤꯕ ꯃꯤꯅꯨꯡꯁꯤꯒꯤ ꯃꯦꯗꯤꯇꯦꯁꯟ - ꯃꯁꯤꯒꯤ ꯃꯈꯜ ꯑꯁꯤꯒꯤ ꯃꯦꯗꯤꯇꯦꯁꯟ ꯑꯁꯤꯗ ꯑꯇꯣꯞꯄꯒꯤꯗꯃꯛ, ꯃꯁꯥꯒꯤꯗꯃꯛꯇꯁꯨ ꯑꯐꯕ ꯋꯥꯈꯜꯂꯣꯟꯁꯤꯡ ꯑꯃꯁꯨꯡ ꯌꯥꯏꯐ-ꯄꯥꯎꯖꯦꯜꯁꯤꯡꯗ ꯃꯤꯠꯌꯦꯡ ꯊꯝꯕ ꯌꯥꯏ꯫ ꯃꯤꯑꯣꯏꯕꯅ ꯅꯍꯥꯛ ꯅꯨꯡꯉꯥꯏꯅ ꯂꯩꯌꯨ, ꯅꯍꯥꯛ ꯍꯛꯆꯥꯡ ꯐꯅ ꯂꯩꯌꯨ, ꯅꯍꯥꯛ ꯅꯨꯡꯉꯥꯏꯅ ꯂꯩꯌꯨ‌ ꯍꯥꯏꯕ ꯋꯥꯍꯩꯁꯤꯡ ꯑꯁꯤ ꯍꯟꯖꯤꯟ ꯍꯟꯖꯤꯟ ꯍꯥꯏꯔꯤ ꯑꯃꯁꯨꯡ ꯅꯨꯡꯁꯤꯕ ꯑꯃꯁꯨꯡ ꯃꯤꯅꯨꯡꯁꯤ ꯁꯟꯗꯣꯛꯄ ꯑꯁꯤ ꯃꯤꯠꯌꯦꯡꯗ ꯌꯦꯡꯏ꯫ ꯍꯛꯆꯥꯡꯒꯤ ꯁ꯭ꯀꯦꯟ ꯃꯦꯗꯤꯇꯦꯁꯟ - ꯃꯦꯗꯤꯇꯦꯁꯟꯒꯤ ꯃꯑꯣꯡ ꯑꯁꯤꯅ ꯇꯦꯟꯁꯟ ꯑꯃꯁꯨꯡ ꯁ꯭ꯇꯔꯦꯁ ꯍꯟꯊꯍꯟꯅꯕꯒꯤ ꯄꯥꯝꯕꯩ ꯑꯃ ꯑꯣꯏꯅ ꯍꯛꯆꯥꯡꯒꯤ ꯁꯔꯨꯛ ꯈꯨꯗꯤꯡꯃꯛ ꯇꯞꯅ ꯇꯞꯅ ꯔꯤꯂꯦꯛꯁ ꯇꯧꯕ ꯌꯥꯎꯏ꯫ ꯄ꯭ꯔꯦꯛꯇꯤꯁꯅꯔꯁꯤꯡꯅ ꯈꯣꯡꯗ ꯍꯧꯔꯛꯏ, ꯇꯞꯅ ꯇꯞꯅ ꯍꯛꯆꯥꯡꯒꯤ ꯃꯊꯛꯇ ꯆꯪꯁꯤꯜꯂꯤ, ꯁꯦꯟ꯭ꯁꯟꯁꯤꯡꯗ ꯃꯤꯠꯌꯦꯡ ꯊꯝꯃꯤ ꯑꯃꯁꯨꯡ ꯃꯈꯣꯏꯅ ꯆꯠꯂꯤꯉꯩꯗ ꯇꯦꯟꯁꯟ ꯑꯃꯠꯇ ꯊꯥꯗꯣꯛꯏ꯫ ꯑꯄꯨꯟꯕ ꯑꯣꯏꯅ, ꯃꯦꯗꯤꯇꯦꯁꯟ ꯑꯁꯤ ꯃꯤꯑꯣꯏ ꯑꯃꯒꯤ ꯃꯊꯧ ꯇꯥꯕꯁꯤꯡ ꯑꯃꯁꯨꯡ ꯄꯥꯟꯗꯝꯁꯤꯡꯒꯤ ꯃꯇꯨꯡ ꯏꯟ ꯁꯦꯝꯒꯠꯄ‌ ꯌꯥꯕ ꯇꯣꯞ ꯇꯣꯞꯄ ꯊꯧꯑꯣꯡ ꯑꯃꯅꯤ ꯑꯃꯁꯨꯡ ꯑꯆꯨꯝꯕ ꯂꯖꯤꯡ-ꯂꯝꯇꯥꯛ ꯄꯤꯔꯕꯗꯤ ꯀꯅꯥꯒꯨꯝꯕ ꯑꯃꯅ ꯃꯈꯣꯏꯒꯤꯗꯃꯛꯇ ꯊꯕꯛ ꯇꯧꯕ ꯃꯦꯗꯤꯇꯦꯁꯟꯒꯤ ꯃꯑꯣꯡ ꯑꯃ ꯊꯤꯕ ꯉꯝꯒꯅꯤ꯫